ꯀꯝꯄꯅꯤ ꯑꯗꯨꯗꯥ ꯆꯍꯤ ꯇꯦꯟ ꯍꯦꯟꯅꯥ ꯊꯕꯛ ꯇꯧꯔꯕꯥ ꯑꯦꯝꯄꯂꯣꯌꯔ ꯄꯨꯝꯅꯃꯛꯀꯤ ꯃꯃꯤꯡ ꯔꯤꯇꯔꯟ ꯇꯧꯕꯥ ꯀ꯭ꯕꯦꯔꯤ ꯑꯃ ꯁꯦꯝꯃꯨ꯫ ꯀ꯭ꯂꯣꯖ ꯑꯁꯤꯅꯥ ꯍꯧꯖꯤꯛ ꯂꯩꯔꯤꯕ ꯆꯍꯤ ꯑꯃꯁꯨꯡ ꯏꯝꯄꯂꯣꯌꯤ ꯑꯗꯨ ꯍꯥꯏꯔ ꯇꯧꯈꯤꯕꯥ ꯆꯍꯤ ꯒꯤ ꯃꯔꯛꯇꯥ ꯂꯩꯕꯥ ꯈꯦꯠꯅꯕꯥ ꯑꯗꯨ ꯂꯦꯄꯊꯣꯛꯅꯕꯥ ꯐꯪꯛꯁꯟ ꯁꯤꯖꯤꯟꯅꯩ꯫ ꯀꯔꯤꯒꯨꯝꯕꯥ ꯈꯦꯠꯅꯕꯥ ꯑꯗꯨ ꯇꯦꯟꯗꯒꯤ ꯍꯦꯜꯂꯕꯗꯤ, ꯃꯗꯨꯒꯤ ꯃꯇꯨꯡꯗꯥ ꯏꯝꯄꯂꯣꯌꯤ ꯑꯗꯨꯅꯥ ꯀꯝꯄꯅꯤ ꯑꯗꯨꯗꯥ ꯆꯍꯤ ꯇꯦꯟ ꯍꯦꯟꯅꯥ ꯊꯕꯛ ꯇꯧꯈ꯭ꯔꯦ ꯑꯃꯁꯨꯡ ꯃꯈꯣꯏꯒꯤ ꯃꯃꯤꯡ ꯔꯤꯖꯜꯇ ꯑꯗꯨꯗꯥ ꯌꯥꯎꯒꯅꯤ꯫ ꯑꯅꯧꯕꯥ ꯄꯦꯠ ꯐꯨꯗ ꯕ꯭ꯔꯥꯟꯗ ꯑꯃꯒꯤꯗꯃꯛ ꯂꯣꯒꯣ ꯑꯃꯥ ꯁꯦꯝꯃꯨ꯫ ꯑꯦ. ꯑꯥꯏ. ꯑꯃꯥ ꯑꯣꯏꯅꯥ ꯑꯩꯒꯤ ꯒ꯭ꯔꯥꯐꯤꯛꯁ ꯁꯦꯝꯕꯒꯤ ꯇꯧꯕꯥ ꯉꯝꯕꯒꯤ ꯁꯛꯇꯤ ꯂꯩꯇꯦ, ꯑꯗꯨꯝ ꯑꯣꯏꯅꯃꯛ, ꯃꯐꯝ ꯑꯁꯤꯗꯥ ꯂꯣꯒꯣ ꯑꯁꯤ ꯀꯔꯝꯅꯥ ꯑꯣꯏꯕꯥ ꯌꯥꯕꯒꯦ ꯍꯥꯏꯕꯒꯤ ꯁꯖꯦꯁꯟ ꯑꯃꯥ ꯄꯤꯔꯤ: ꯅꯍꯥꯛꯅꯥ ꯁꯦꯟꯇꯔꯗꯥ ꯊꯝꯂꯤꯕꯥ ꯄꯦꯠ ꯐꯨꯗ ꯕ꯭ꯔꯥꯟꯗꯒꯤ ꯃꯃꯤꯡꯒꯤꯗꯃꯛ ꯁꯥꯟꯅꯄꯣꯠ ꯑꯣꯏꯕꯥ ꯐꯣꯟꯇ ꯑꯃ ꯌꯥꯎꯕ ꯁꯔꯀꯨꯂꯥꯔ ꯂꯣꯒꯣ ꯑꯃꯥ ꯂꯩꯕꯥ ꯌꯥꯏ꯫. ꯃꯃꯤꯡ ꯑꯁꯤꯒꯤ ꯑꯀꯣꯏꯕꯗꯥ, ꯅꯍꯥꯛꯅꯥ ꯕ꯭ꯔꯥꯟꯗ ꯑꯁꯤꯅꯥ ꯄꯤꯔꯤꯕꯥ ꯇꯣꯉꯥꯟ ꯇꯣꯉꯥꯟꯕ ꯃꯈꯜꯒꯤ ꯄꯣꯠꯆꯩꯁꯤꯡꯒꯤ ꯆꯤꯟꯖꯥꯛꯁꯤꯡ ꯔꯤꯄꯔꯖꯦꯟꯇ ꯇꯧꯅꯕ ꯀꯨꯠꯇꯥ, ꯀꯦꯠ, ꯄꯦꯔꯣꯠ, ꯑꯃꯁꯨꯡ ꯍ꯭ꯌꯥꯝꯁ꯭ꯇꯔꯒꯨꯝꯕ ꯇꯣꯉꯥꯟ ꯇꯣꯉꯥꯟꯕ ꯄꯣꯠꯆꯩꯁꯤꯡꯒꯤ ꯏꯜꯁ꯭ꯇꯔꯦꯇꯤꯕ ꯒ꯭ꯔꯥꯐꯤꯛꯁꯁꯤꯡ ꯂꯩꯕꯥ ꯌꯥꯏ꯫ ꯒ꯭ꯔꯥꯐꯤꯛꯁꯀꯤꯗꯃꯛꯇꯥ ꯕ꯭ꯂꯨ, ꯒ꯭ꯔꯤꯟ ꯅꯠꯇꯔꯒꯥ ꯑꯣꯔꯦꯟꯖꯒꯨꯝꯕꯥ ꯋꯥꯏꯕ꯭ꯔꯦꯟꯇ ꯃꯆꯨꯁꯤꯡ ꯑꯃꯁꯨꯡ ꯕ꯭ꯔꯥꯟꯗꯒꯤ ꯃꯃꯤꯡꯒꯤꯗꯃꯛꯇꯥ ꯀꯝꯄꯂꯤꯃꯦꯟꯇꯦꯔꯤ ꯃꯆꯨ ꯑꯃꯥ ꯁꯤꯖꯤꯟꯅꯕꯥ ꯌꯥꯏ꯫ ꯃꯁꯤꯅꯥ ꯂꯣꯒꯣ ꯑꯁꯤ ꯃꯤꯠꯌꯦꯡ ꯆꯪꯕꯥ, ꯄꯨꯛꯅꯤꯡ ꯆꯤꯡꯁꯤꯟꯅꯤꯡꯉꯥꯏ ꯑꯣꯏꯕꯥ ꯑꯃꯁꯨꯡ ꯈ꯭ꯋꯥꯏꯗꯒꯤ ꯃꯔꯨꯑꯣꯏꯕꯗꯤ ꯄꯦꯠ ꯐꯨꯗ ꯕ꯭ꯔꯥꯟꯗꯒꯤ ꯃꯤꯍꯨꯠ ꯑꯣꯏꯍꯅꯒꯅꯤ꯫ "ꯑꯥꯔꯇꯤꯐꯤꯁꯤꯑꯦꯜ ꯏꯟꯇꯦꯂꯤꯖꯦꯟꯁ" ꯍꯥꯏꯕꯥ ꯋꯥꯍꯟꯊꯣꯛ ꯑꯁꯤ ꯌꯦꯡꯕꯤꯌꯨ꯫ ꯑꯥꯔꯇꯤꯐꯤꯁꯤꯑꯦꯜ ꯏꯟꯇꯦꯂꯤꯖꯦꯟꯁ (ꯑꯦ. ꯑꯥꯏ.) ꯍꯥꯏꯕꯁꯤ ꯀꯝꯄ꯭ꯌꯨꯇꯔ ꯁꯤꯁꯇꯦꯝꯁꯤꯡꯅꯥ ꯃꯤꯑꯣꯏꯕꯒꯤ ꯏꯟꯇꯦꯂꯤꯖꯦꯟꯁꯀꯤ ꯊꯧꯑꯣꯡꯁꯤꯡ ꯁꯤꯃꯨꯂꯦꯁꯟ ꯇꯧꯕꯅꯤ꯫ ꯍꯥꯏꯔꯤꯕꯥ ꯊꯧꯑꯣꯡꯁꯤꯡ ꯑꯁꯤꯒꯤ ꯃꯅꯨꯡꯗꯥ ꯇꯝꯕꯥ, ꯋꯥꯈꯜ ꯈꯅꯕꯥ ꯑꯃꯁꯨꯡ ꯃꯁꯥꯅꯥ ꯃꯁꯥꯕꯨ ꯁꯦꯝꯗꯣꯛꯆꯕꯥ ꯌꯥꯎꯔꯤ꯫ ꯑꯦ. ꯑꯥꯏ. ꯒꯤ ꯇꯦꯛꯅꯣꯂꯣꯖꯤꯁꯤꯡꯒꯤ ꯃꯅꯨꯡꯗꯥ ꯃꯦꯁꯤꯟ ꯂꯔꯅꯤꯡ, ꯅ꯭ꯌꯨꯔꯜ ꯅꯦꯇꯋꯥꯔꯛ, ꯅꯦꯆꯔꯦꯜ ꯂꯦꯡꯒꯨꯌꯦꯖ ꯄ꯭ꯔꯣꯁꯦꯁꯤꯡ ꯑꯃꯁꯨꯡ ꯔꯣꯕꯣꯇꯤꯛꯁ ꯌꯥꯎꯔꯤ꯫ ꯇꯔꯥ ꯃꯥꯄꯜꯁꯨꯕꯥ ꯆꯍꯤꯆꯥꯒꯤ ꯃꯔꯨꯑꯣꯏꯕꯥ ꯏꯟꯚꯦꯟꯇꯔ ꯃꯉꯥꯒꯤ ꯃꯃꯤꯡ ꯊꯣꯟꯕꯤꯌꯨ꯫ ꯊꯣꯃꯥꯁ ꯑꯦꯗꯤꯁꯟ ꯐꯣꯅꯣꯒ꯭ꯔꯥꯐ ꯑꯃꯁꯨꯡ ꯃꯇꯝ ꯁꯥꯡꯅꯥ ꯆꯠꯄꯥ ꯏꯟꯀꯦꯟꯗꯦꯁꯟ ꯂꯥꯏꯠ ꯕꯜꯕ ꯌꯥꯎꯅ ꯈꯨꯠꯂꯥꯏ ꯀꯌꯥ ꯁꯦꯃꯈꯤ꯫ ꯄꯦꯁ꯭ꯇꯨꯔꯥꯏꯖꯦꯁꯟ ꯑꯃꯁꯨꯡ ꯂꯥꯏꯅꯥ ꯀꯌꯥꯒꯤ ꯇꯤꯀꯥꯁꯤꯡ ꯁꯦꯃꯈꯤ꯫ ꯒ꯭ꯔꯣꯁꯔꯤ ꯂꯤꯁꯠ ꯑꯃꯥ ꯁꯦꯝꯃꯨ꯫ ꯃꯈꯥꯗꯥ ꯒ꯭ꯔꯣꯁꯔꯤ ꯂꯤꯁꯠ ꯑꯃꯥ ꯄꯤꯔꯤ: ꯎꯍꯩ-ꯋꯥꯍꯩ: ꯀꯦꯔꯣꯁꯤꯟ, ꯕ꯭ꯔꯣꯀꯣꯂꯤ, ꯂꯦꯇꯔꯤꯟ, ꯁ꯭ꯄꯤꯅꯥꯆ ꯃꯅꯥ-ꯃꯁꯤꯡ: ꯑꯦꯄꯜ, ꯕꯦꯅꯥꯅꯥ, ꯕꯦꯔꯤ, ꯑꯣꯔꯦꯟꯖ ꯗꯥꯏꯔꯤ: ꯁꯪꯒꯣꯝ, ꯆꯦꯡ, ꯌꯣꯒꯔ ꯄ꯭ꯔꯣꯇꯤꯅꯁꯤꯡ: ꯉꯥ, ꯇꯣꯐꯨ, ꯉꯥ, ꯁꯪꯒꯣꯝ ꯆꯦꯡ: ꯕ꯭ꯔꯦꯗ, ꯆꯦꯡ꯫, ꯄꯥꯁ꯭ꯇꯥ, ꯑꯣꯠ ꯁ꯭ꯅꯦꯛꯁꯤꯡ: ꯅꯇꯁ, ꯒ꯭ꯔꯦꯅꯣꯂꯥ ꯕꯥꯔ, ꯍꯝꯁ, ꯀ꯭ꯔꯦꯀꯔ ꯊꯛꯅꯕꯥ ꯏꯁꯤꯡ ꯖꯨꯁ, ꯆꯥ, ꯀꯣꯐꯤ, ꯏꯁꯤꯡ ꯀꯟꯗꯤꯃꯦꯟꯇꯁꯤꯡ ꯀꯦꯆꯞ, ꯃꯅꯥ-ꯃꯁꯤꯡ, ꯃꯦꯌꯣꯅꯦꯖ, ꯍꯣꯠ ꯁꯁ ꯃꯁꯛ ꯃꯑꯣꯡꯁꯤꯡ: ꯂꯣꯟ, ꯃꯅꯥ-ꯃꯁꯤꯡ, ꯑꯣꯔꯦꯒꯥꯅꯣ, ꯒꯥꯔꯤꯛꯀꯤ ꯄꯥꯎꯗꯔ ꯁꯦꯡꯗꯣꯛꯅꯕꯒꯤ ꯁꯄꯂꯥꯏꯁꯤꯡ꯫: ꯄꯦꯄꯔ ꯇꯣꯏꯂꯦꯠ, ꯗꯤꯁ ꯁꯥꯄꯣꯟ, ꯁꯔꯐꯦꯁ ꯀ꯭ꯂꯤꯅꯔ꯫